ꯃꯍꯩꯔꯣꯏ ꯑꯃꯒꯤ ꯑꯌꯨꯛꯀꯤ ꯔꯨꯇꯤꯟ ꯑꯃꯒꯤꯗꯃꯛ ꯇꯧꯒꯗꯕ ꯑꯃ ꯁꯦꯝꯃꯨ꯫ ꯃꯍꯩꯔꯣꯏ ꯑꯃꯒꯤ ꯑꯌꯨꯛꯀꯤ ꯔꯨꯇꯤꯟꯒꯤꯗꯃꯛ ꯇꯧꯒꯗꯕꯥ ꯊꯕꯛꯁꯤꯡꯒꯤ ꯂꯤꯁ꯭ꯠ ꯑꯃ ꯃꯈꯥꯗ ꯄꯤꯔꯤ: ꯑꯌꯥꯝꯕꯥ ꯃꯇꯝꯗꯥ ꯋꯥꯈꯜ ꯋꯥꯕꯥ ꯍꯥꯏꯗ꯭ꯔꯦꯠ ꯑꯣꯏꯅꯥ ꯂꯩꯅꯕꯥ ꯏꯁꯤꯡ ꯒ꯭ꯂꯥꯁ ꯑꯃ ꯊꯛꯎ꯫ ꯅꯣꯡꯃꯒꯤ ꯁꯦꯡꯗꯣꯛꯀꯗꯕ ꯔꯨꯝ ꯑꯃꯒ ꯂꯣꯢꯅꯅ ꯅꯍꯥꯛꯀꯤ ꯐꯃꯨꯡ ꯑꯗꯨ ꯁꯦꯝꯃꯨ ꯅꯍꯥꯛꯀꯤ ꯍꯛꯆꯥꯡ ꯁꯦꯡꯗꯣꯛꯎ ꯫ ꯑꯐꯕ ꯑꯣꯏꯅꯕ ꯌꯥ ꯅꯨꯡ ꯁꯦꯡꯗꯣꯛꯇꯨꯅ ꯑꯌꯨꯛ ꯑꯗꯨ ꯋꯥꯈꯜ ꯅꯨꯡꯉꯥꯏꯕ ꯑꯣꯏꯅ ꯍꯧꯅꯕꯥ ꯁꯣꯔ ꯍꯣꯟꯕ ꯅꯨꯡꯉꯥꯏꯕ ꯄꯣꯠꯁꯛ ꯑꯃ ꯈꯟꯕ ꯑꯃꯁꯨꯡ ꯊꯝꯕ ꯅꯨꯃꯤꯠ ꯈꯗꯤꯡꯗꯃꯛ ꯅꯍꯥꯛꯀꯤ ꯍꯛꯆꯥꯡꯗ ꯅꯨꯡꯉꯥꯏꯅꯕ ꯑꯌꯨꯛꯀꯤ ꯆꯥꯛꯂꯦꯟ ꯁꯦꯝꯕ ꯅꯨꯃꯤꯗꯥꯡꯒꯤ ꯆꯥꯛꯂꯦꯟ ꯅꯠꯇ꯭ꯔꯒꯥ ꯁ꯭ꯅꯦꯛꯁꯤꯡ ꯁꯦꯝ-ꯁꯥꯕꯥ ꯑꯃꯁꯨꯡ ꯄꯦꯛ ꯇꯧꯕꯥ ꯁꯦꯗ꯭ꯌꯨꯜ ꯅꯠꯇ꯭ꯔꯒꯥ ꯄ꯭ꯂꯥꯅꯔ ꯑꯗꯨ ꯆꯦꯛ ꯇꯧꯕꯥ ꯑꯃꯁꯨꯡ ꯔꯤꯚꯤꯌꯨ ꯇꯧꯕꯥ꯫ ꯅꯨꯃꯤꯠ ꯑꯗꯨꯒꯤ ꯁ꯭ꯀꯨꯜꯗ ꯆꯪꯒꯗꯕ ꯄꯣꯠꯁꯤꯡ ꯑꯃꯁꯨꯡ ꯀ꯭ꯂꯥꯁꯁꯤꯡꯒꯤꯗꯃꯛꯇ ꯃꯊꯧ ꯇꯥꯕ ꯃꯆꯥꯛꯁꯤꯡ ꯄꯦꯛ ꯇꯧꯕꯥ ꯃꯇꯝ ꯆꯥꯅꯥ ꯁ꯭ꯀꯨꯜꯗꯥ ꯌꯧꯕꯥ ꯉꯝꯅꯕ ꯃꯇꯝ ꯆꯥꯅꯥ ꯌꯨꯝꯗꯒꯤ ꯊꯣꯔꯛꯄꯥ꯫ ꯍꯥꯌꯔ ꯁ꯭ꯀꯨꯜꯒꯤ ꯃꯍꯩꯔꯣꯢꯁꯤꯡꯒꯤꯗꯃꯛꯇ ꯄ꯭ꯔꯣꯖꯦꯛꯇ ꯃꯉꯥꯒꯤ ꯃꯇꯥꯡꯗ ꯁꯖꯦꯁꯟ ꯄꯤꯌꯨ꯫ ꯃꯍꯩꯔꯣꯏꯁꯤꯡꯅ ꯁꯥꯏꯟꯁ, ꯇꯦꯛꯅꯣꯂꯣꯖꯤ, ꯏꯟꯖꯤꯅꯤꯌꯔꯤꯡ ꯑꯃꯁꯨꯡ ꯃꯦꯊꯃꯦꯇꯤꯛꯁ ꯊꯤꯖꯤꯟꯕ ꯌꯥꯕꯥ ꯁꯥꯏꯟꯁ ꯐꯦꯌꯔ ꯄ꯭ꯔꯣꯖꯦꯛꯇ ꯑꯃ ꯍꯥꯢꯕꯗꯤ ꯑꯦꯛꯁꯄꯔꯤꯃꯦꯟꯇ ꯑꯃꯥ ꯄꯥꯡꯊꯣꯛꯄ ꯔꯣꯕꯣꯠ ꯑꯃ ꯁꯥꯕ ꯅꯠꯇ꯭ꯔꯒ ꯇꯦꯛꯅꯣꯂꯣꯖꯤꯒꯤ ꯇ꯭ꯔꯦꯟꯗꯁꯤꯡꯒꯤ ꯃꯇꯥꯡꯗꯥ ꯁꯔꯚꯦ ꯑꯃꯥ ꯄꯥꯡꯊꯣꯛꯄ꯫ ꯃꯈꯣꯢꯅ ꯃꯈꯣꯢꯒꯤ ꯀꯥꯔꯕꯣꯟ ꯐꯨꯠꯄ꯭ꯔꯤꯟꯇ ꯐꯒꯠꯍꯟꯅꯕ ꯑꯃꯣꯠꯄꯥ ꯍꯟꯊꯍꯟꯅꯕ ꯅꯠꯇ꯭ꯔꯒ ꯃꯍꯧꯁꯥꯒꯤ ꯔꯤꯁꯣꯔꯁꯁꯤꯡ ꯁꯤꯖꯤꯟꯅꯕ ꯄꯥꯝꯕꯩꯁꯤꯡ ꯊꯤꯒꯗꯕꯥ ꯑꯀꯣꯢꯕꯒꯤ ꯐꯤꯕꯝꯒꯤ ꯄ꯭ꯔꯣꯖꯦꯛꯇ ꯑꯃꯥ , ꯈꯨꯗꯝ ꯑꯣꯏꯅ ꯁ꯭ꯀꯨꯜꯗ ꯔꯤꯁꯥꯏꯀꯜ ꯇꯧꯕꯒꯤ ꯄ꯭ꯔꯣꯒ꯭ꯔꯥꯝ ꯑꯃ ꯄꯥꯢꯈꯠꯄ ꯅꯠꯇ꯭ꯔꯒꯥ ꯃꯈꯣꯢꯒꯤ ꯀꯥꯡꯂꯨꯞꯇ ꯁꯦꯡꯗꯣꯛꯄꯒꯤ ꯀꯦꯝꯄꯦꯟ ꯑꯃ ꯄꯥꯡꯊꯣꯛꯄꯥ꯫ ꯃꯍꯩꯔꯣꯏꯁꯤꯡꯅꯥ ꯚꯤꯗꯤꯑꯣ, ꯄꯣꯁ꯭ꯇꯔ, ꯑꯃꯁꯨꯡ ꯁꯣꯁꯤꯑꯦꯜ ꯃꯤꯗꯤꯌꯥꯒꯨꯝꯕꯥ ꯇꯣꯉꯥꯟ-ꯇꯣꯉꯥꯟꯕꯥ ꯃꯈꯜ ꯀꯌꯥ ꯁꯤꯖꯤꯟꯅꯗꯨꯅ ꯊꯧꯔꯝꯁꯤꯡ ꯄꯥꯡꯊꯣꯛꯇꯨꯅ ꯅꯠꯇ꯭ꯔꯒꯥ ꯃꯆꯥꯛꯁꯤꯡ ꯄꯥꯡꯊꯣꯛꯇꯨꯅ ꯃꯈꯣꯢꯒꯤꯗꯃꯛꯇ ꯃꯔꯨꯑꯣꯏꯕ ꯃꯔꯝ ꯑꯃ ꯑꯣꯏꯔꯤꯕꯥ ꯃꯦꯟꯇꯦꯜ ꯍꯦꯜꯊ ꯅꯠꯇ꯭ꯔꯒ ꯃꯤꯑꯣꯏꯕꯒꯤ ꯍꯛꯁꯤꯡꯒꯤ ꯃꯇꯥꯡꯗ ꯑꯦꯋꯦꯌꯔꯅꯦꯁ ꯄꯤꯕꯥ ꯌꯥꯕ ꯁꯣꯁꯤꯑꯦꯜ ꯑꯦꯋꯦꯌꯔꯅꯦꯁ ꯀꯦꯝꯄꯦꯟ ꯑꯃꯅꯤ꯫ ꯃꯍꯩꯔꯣꯢꯁꯤꯡꯅ ꯕꯤ ꯕꯤꯖꯤꯅꯦꯁ ꯑꯥꯏꯗꯤꯌꯥ ꯑꯃ ꯂꯥꯛꯄ ꯄ꯭ꯂꯥꯟ ꯑꯃ ꯁꯦꯝꯒꯠꯄ ꯑꯃꯁꯨꯡ ꯃꯣꯛ ꯁ꯭ꯇꯥꯔꯇꯑꯞ ꯑꯃ ꯁꯦꯝꯗꯨꯅ ꯏꯃꯄ꯭ꯂꯤꯃꯦꯟꯇ ꯇꯧꯕ ꯌꯥꯕꯥ ꯑꯦꯟꯇꯔꯄ꯭ꯔꯤꯅꯔꯁꯤꯞ ꯄ꯭ꯔꯣꯖꯦꯛꯇ ꯑꯃ꯫ ꯃꯁꯤ ꯃꯍꯩꯔꯣꯏꯁꯤꯡꯅ ꯐꯥꯏꯅꯥꯟꯁ ꯃꯥꯔꯀꯦꯇꯤꯡ, ꯃꯦꯅꯦꯖꯃꯦꯟꯠ ꯑꯃꯁꯨꯡ ꯑꯇꯣꯞꯄ ꯃꯔꯨꯑꯣꯏꯕ ꯕꯤꯖꯤꯅꯦꯁ ꯁꯀꯤꯜꯁꯤꯡꯒꯤ ꯃꯇꯥꯡꯗ ꯈꯪꯅꯕꯒꯤ ꯑꯆꯧꯕꯥ ꯃꯑꯣꯡ ꯑꯃꯅꯤ꯫ ꯃꯍꯩꯔꯣꯢꯁꯤꯡꯅ ꯃꯈꯣꯢꯒꯤ ꯃꯇꯝ ꯑꯃꯁꯨꯡ ꯍꯩꯁꯤꯡꯕꯁꯤꯡ ꯑꯗꯨ ꯑꯇꯣꯞꯄꯁꯤꯡꯕꯨ ꯃꯇꯦꯡ ꯄꯥꯡꯅꯕ ꯚꯣꯂꯨꯟꯇꯔꯤ ꯑꯣꯏꯅ ꯁꯤꯖꯤꯟꯅꯕ ꯌꯥꯕ ꯀꯝꯃ꯭ꯌꯨꯅꯤꯇꯤ ꯁꯔꯚꯤꯁ ꯄ꯭ꯔꯣꯖꯦꯛꯇ ꯑꯃ ꯃꯗꯨꯗꯤ ꯅꯔꯁꯤꯡ ꯍꯣꯝꯁꯤꯡꯗ ꯆꯠꯄ ꯃꯐꯝ ꯑꯗꯨꯒꯤ ꯁ꯭ꯀꯨꯜ ꯑꯃꯗꯥ ꯃ꯭ꯌꯨꯔꯦꯜ ꯑꯃꯥ ꯁꯦꯝꯕ ꯅꯠꯇ꯭ꯔꯒꯥ ꯂꯥꯏꯕꯛ ꯊꯤꯔꯕ ꯃꯤꯑꯣꯏꯁꯤꯡꯗ ꯆꯥꯅꯕ ꯌꯦꯟꯊꯣꯛꯄ꯫ ꯄ꯭ꯔꯣꯖꯦꯛꯇ ꯑꯁꯤꯅꯥ ꯃꯍꯩꯔꯣꯏꯁꯤꯡꯒꯤ ꯁꯣꯁꯤꯑꯦꯜ ꯁ꯭ꯀꯤꯜꯁꯤꯡ ꯐꯒꯠꯍꯟꯕꯗ ꯃꯇꯦꯡ ꯄꯥꯡꯕ ꯉꯝꯒꯅꯤ ꯑꯃꯁꯨꯡ ꯃꯈꯣꯢꯒꯤ ꯀꯝꯃ꯭ꯌꯨꯅꯤꯇꯤꯗꯥ ꯑꯃꯨꯛ ꯍꯦꯟꯅ ꯄꯤꯕꯒꯤ ꯃꯒꯨꯟ ꯑꯗꯨ ꯇꯝꯕꯤꯕꯥ ꯉꯝꯒꯅꯤ꯫